ꯏꯟꯕꯔꯁ ꯗꯥꯏꯅꯥꯃꯤꯛ ꯀꯤ ꯋꯥꯈꯜꯂꯣꯟ ꯑꯗꯨ ꯐꯣꯡꯗꯣꯛꯎ꯫ ꯏꯟꯚꯔꯁ ꯗꯥꯏꯅꯥꯃꯤꯛꯁ ꯑꯁꯤ ꯕꯥꯏꯑꯣꯃꯦꯀꯥꯅꯤꯛꯁ ꯑꯃꯁꯨꯡ ꯔꯣꯕꯣꯇꯤꯛꯁꯇꯥ ꯁꯤꯖꯤꯟꯅꯕ ꯃꯣꯗꯦꯂꯤꯡ ꯑꯦꯄ꯭ꯔꯣꯆ ꯑꯃꯅꯤ ꯑꯃꯁꯨꯡ ꯃꯁꯤꯅ ꯑꯄꯥꯝꯕ ꯈꯣꯡꯖꯦꯜ ꯑꯃ ꯐꯪꯅꯕ ꯃꯊꯧ ꯇꯥꯕ ꯐꯣꯔꯁꯁꯤꯡ ꯑꯃꯁꯨꯡ ꯃꯣꯁꯟꯁꯤꯡ ꯑꯗꯨ ꯂꯦꯞꯊꯣꯛꯀꯅꯤ꯫ ꯃꯁꯤꯗ ꯃꯣꯁꯟ ꯑꯗꯨ ꯁꯦꯝꯒꯠꯄꯗ ꯃꯊꯧ ꯇꯥꯕ ꯐꯣꯔꯁꯁꯤꯡ ꯑꯗꯨ ꯑꯦꯁ꯭ꯇꯤꯃꯦꯠ ꯇꯧꯅꯕ ꯈꯪꯂꯕ ꯃꯨꯚꯃꯦꯟꯇ ꯑꯃꯗꯒꯤ ꯃꯇꯨꯡꯗ ꯊꯕꯛ ꯇꯧꯕ ꯌꯥꯎꯏ꯫ ꯃꯁꯤ ꯐꯣꯔꯋꯥꯔꯗ ꯗꯥꯏꯅꯥꯃꯤꯛꯁꯀꯤ ꯏꯟꯕꯔꯁꯅꯤ, ꯃꯁꯤꯗ ꯈꯪꯂꯕ ꯐꯣꯔꯁꯁꯤꯡ ꯑꯃꯁꯨꯡ ꯇꯣꯞꯁꯤꯡꯗ ꯌꯨꯝꯐꯝ ꯑꯣꯏꯔꯒ ꯆꯠꯊꯣꯛ-ꯆꯠꯁꯤꯟ ꯑꯗꯨ ꯂꯦꯞꯊꯣꯛꯄ ꯌꯥꯎꯏ꯫ ꯕꯥꯏꯑꯣꯃꯦꯀꯥꯅꯤꯛꯁꯇ, ꯇꯦꯛꯅꯤꯛ ꯑꯁꯤ ꯃꯣꯁꯟ ꯀꯦꯞꯆꯔ ꯗꯦꯇꯥꯒꯨꯝꯕ ꯔꯦꯀꯣꯔꯗ ꯇꯧꯔꯕ ꯀꯤꯅꯦꯃꯦꯇꯤꯛ ꯗꯦꯇꯥꯗ ꯌꯨꯝꯐꯝ ꯑꯣꯏꯔꯒ, ꯆꯠꯊꯣꯛ-ꯆꯠꯁꯤꯟ ꯇꯧꯕ ꯃꯇꯝꯗ ꯖꯣꯏꯟꯇ ꯂꯣꯗ ꯑꯃꯁꯨꯡ ꯃꯁꯜ ꯐꯣꯔꯁꯁꯤꯡ ꯑꯦꯁ꯭ꯇꯤꯃꯦꯠ ꯇꯧꯕꯗ ꯁꯤꯖꯤꯟꯅꯩ꯫ ꯔꯣꯕꯣꯇꯤꯛꯁꯇ, ꯑꯦꯟꯗ-ꯏꯐꯦꯛꯇꯔꯒꯤ ꯑꯄꯥꯝꯕ ꯈꯣꯡꯖꯦꯜ ꯑꯗꯨ ꯐꯪꯅꯕ ꯖꯣꯟ ꯈꯨꯗꯤꯡꯃꯛꯇ ꯃꯊꯧ ꯇꯥꯕ ꯁꯇꯣꯔꯛꯁꯤꯡ ꯂꯦꯞꯊꯣꯛꯄꯗ ꯏꯟꯕꯔꯁ ꯗꯥꯏꯅꯥꯃꯤꯛꯁ ꯁꯤꯖꯤꯟꯅꯩ꯫ ꯏꯟꯚꯔꯁ ꯗꯥꯏꯅꯥꯃꯤꯛꯁ ꯑꯁꯤ ꯗꯤꯐꯦꯟꯁꯔꯤ ꯏꯀ꯭ꯌꯨꯏꯞꯃꯦꯟꯇꯁꯤꯡ ꯁꯣꯜꯕ ꯇꯧꯕꯗ ꯌꯥꯎꯏ ꯑꯃꯁꯨꯡ ꯃꯁꯤ ꯀꯝꯄ꯭ꯌꯨꯇꯦꯁꯅꯦꯜ ꯑꯣꯏꯅ ꯏꯟꯇꯦꯟꯁꯤꯕ ꯑꯣꯏꯕ ꯌꯥꯏ꯫ ꯑꯗꯨꯝ ꯑꯣꯏꯅꯃꯛ ꯃꯁꯤ ꯆꯠꯊꯣꯛ-ꯆꯠꯁꯤꯟꯒꯤ ꯃꯦꯀꯥꯅꯤꯛꯁꯁꯤꯡ ꯈꯪꯗꯣꯛꯅꯕ ꯑꯃꯁꯨꯡ ꯔꯣꯕꯣꯇꯤꯛꯁꯇ ꯀꯟꯇ꯭ꯔꯣꯜ ꯁ꯭ꯇꯔꯦꯇꯦꯖꯤꯁꯤꯡ ꯁꯦꯝꯒꯠꯅꯕ ꯀꯥꯟꯅꯕ ꯈꯨꯠꯂꯥꯏ ꯑꯃꯅꯤ꯫ ꯄꯤꯔꯤꯕ ꯇꯦꯔꯣꯔꯤꯁ꯭ꯠ ꯑꯣꯔꯒꯅꯥꯏꯖꯦꯁꯟ ꯑꯗꯨꯒꯤ ꯑꯋꯥꯠꯄ ꯑꯗꯨ ꯄꯟꯕꯤꯌꯨ꯫ ꯑꯜ ꯀꯥꯏꯗꯥꯗ ꯂꯩꯕ ꯌꯨꯅꯥꯏꯇꯦꯗ ꯏꯁꯇꯦꯠꯁ ꯀꯤ ꯂꯨꯆꯤꯡꯕ: ꯑꯜ ꯀꯥꯏꯗꯥꯅ ꯄꯥꯟꯗꯝ ꯊꯝꯂꯤꯕ ꯗ꯭ꯔꯣꯟ ꯁ꯭ꯇ꯭ꯔꯥꯏꯛ ꯑꯃꯁꯨꯡ ꯑꯦꯇꯦꯛꯁꯤꯡꯅ ꯃꯔꯝ ꯑꯣꯏꯗꯨꯅ ꯃꯈꯣꯏꯒꯤ ꯂꯨꯆꯤꯡꯕꯒꯤ ꯁ꯭ꯇꯔꯛꯆꯔꯗ ꯃꯁꯛ ꯊꯣꯛꯄ ꯑꯃꯥꯡ-ꯑꯇꯥ ꯀꯌꯥ ꯊꯦꯡꯅꯈꯤ, ꯃꯁꯤꯒꯤ ꯑꯣꯔꯒꯅꯥꯏꯖꯦꯁꯅꯦꯜ ꯁ꯭ꯇꯔꯛꯆꯔ ꯑꯁꯤ ꯁꯣꯛꯍꯜꯂꯦ ꯑꯃꯁꯨꯡ ꯀꯥꯡꯂꯨꯞ ꯑꯁꯤꯒꯤ ꯃꯅꯨꯡꯗ ꯁꯛꯇꯤꯒꯤ ꯂꯥꯟꯐꯝꯁꯤꯡ ꯊꯣꯛꯍꯜꯂꯦ꯫ ꯐꯟꯗ ꯄꯤꯕ: ꯑꯜ ꯀꯥꯏꯗꯥꯅ ꯃꯈꯣꯏꯒꯤ ꯐꯟꯗꯒꯤ ꯁꯣꯔꯁ ꯀꯌꯥ ꯃꯥꯡꯈ꯭ꯔꯦ, ꯃꯔꯨꯑꯣꯏꯅꯥꯡ ꯁꯦꯜ ꯌꯥꯝꯅ ꯇꯥꯟꯕ ꯗꯣꯅꯦꯇꯔꯁꯤꯡ ꯑꯃꯁꯨꯡ ꯑꯥꯏꯟꯅ ꯌꯥꯗꯕ ꯊꯕꯛ ꯊꯧꯔꯝꯁꯤꯡꯗꯒꯤ꯫ ꯃꯁꯤꯅ ꯑꯣꯄꯔꯦꯁꯟꯁꯤꯡꯗ ꯁꯦꯜ ꯊꯥꯗꯕ ꯑꯃꯁꯨꯡ ꯃꯦꯝꯕꯔꯁꯤꯡ ꯂꯧꯕꯒꯤ ꯇꯧꯕ ꯉꯝꯕꯁꯤꯡ ꯑꯗꯨ ꯂꯤꯃꯤꯠ ꯂꯩꯍꯜꯂꯦ꯫ ꯔꯤꯀ꯭ꯔꯨꯏꯇꯃꯦꯟꯇ: ꯑꯜ ꯀꯥꯏꯗꯥꯒꯤ ꯂꯨꯆꯤꯡꯕ, ꯃꯤꯡꯆꯠ ꯑꯃꯁꯨꯡ ꯐꯟꯗ ꯍꯟꯊꯔꯛꯄꯅ ꯑꯣꯔꯒꯅꯥꯏꯖꯦꯁꯟ ꯑꯁꯤꯅ ꯑꯅꯧꯕ ꯔꯤꯀ꯭ꯔꯨꯏꯇꯃꯦꯟꯇꯁꯤꯡ ꯄꯨꯛꯅꯤꯡ ꯆꯤꯡꯁꯤꯟꯕꯗꯁꯨ ꯑꯋꯥꯕ ꯑꯣꯏꯍꯜꯂꯦ꯫ ꯑꯥꯏꯗꯤꯑꯣꯂꯣꯖꯤꯀꯦꯜ ꯔꯤꯂꯦꯕꯟꯁ: ꯏꯁꯂꯥꯃꯤꯛ ꯏꯁꯇꯦꯠꯁ ꯑꯣꯐ ꯏꯔꯥꯛ ꯑꯦꯟ ꯁꯥꯔꯤꯌꯥ ꯑꯃꯁꯨꯡ ꯀꯣꯕꯣ-ꯍꯔꯥꯝꯒꯨꯝꯕ ꯑꯇꯣꯞꯄ ꯑꯦꯛꯁꯇ꯭ꯔꯤꯃꯤꯁ ꯑꯣꯔꯒꯅꯥꯏꯖꯦꯁꯟꯁꯤꯡ ꯍꯦꯟꯒꯠꯂꯛꯄꯅ ꯄꯣꯇꯦꯟꯁꯤꯌꯦꯜ ꯃꯦꯝꯕꯔꯁꯤꯡꯒꯤ ꯄꯨꯜ ꯑꯁꯤ ꯁꯣꯛꯍꯜꯂꯦ ꯑꯃꯁꯨꯡ ꯔꯤꯀ꯭ꯔꯨꯏꯇꯁꯤꯡꯒꯤꯗꯃꯛꯇ ꯀꯝꯄꯤꯇꯤꯁꯟ ꯍꯦꯟꯒꯠꯂꯛꯂꯦ, ꯃꯁꯤꯅ ꯑꯜ ꯀꯥꯏꯗꯥꯒꯤ ꯏꯟꯐ꯭ꯂꯨꯑꯦꯟꯁ ꯃꯈꯥ ꯇꯥꯅ ꯍꯟꯊꯍꯜꯂꯦ꯫ ꯇꯦꯔꯤꯇꯣꯔꯤ ꯂꯣꯁ: ꯑꯜ ꯀꯥꯏꯗꯥꯅ ꯃꯇꯝ ꯑꯃꯗ ꯃꯁꯛ ꯊꯣꯛꯄ ꯏꯟꯐ꯭ꯂꯨꯑꯦꯟꯁ ꯂꯩꯔꯝꯕ ꯃꯐꯝ ꯀꯌꯥꯗꯒꯤ ꯊꯣꯔꯛꯈ꯭ꯔꯦ, ꯃꯁꯤꯒꯤ ꯃꯔꯝ ꯈꯔꯗꯤ ꯃꯤꯂꯤꯇꯔꯤ ꯑꯣꯄ꯭ꯔꯦꯁꯟꯁꯤꯡ, ꯗ꯭ꯔꯣꯟ ꯁ꯭ꯇ꯭ꯔꯥꯏꯛꯁꯤꯡ, ꯑꯃꯁꯨꯡ ꯔꯤꯖꯅꯦꯜꯒꯤ ꯔꯥꯖꯅꯤꯇꯤꯒꯤ ꯑꯣꯏꯕ ꯑꯍꯣꯡꯕꯁꯤꯡꯅ ꯃꯔꯝ ꯑꯣꯏꯗꯨꯅ ꯑꯣꯏꯔꯤ꯫ ꯐ꯭ꯔꯒꯃꯦꯟꯇꯦꯁꯟ: ꯑꯜ ꯀꯥꯏꯗ ꯑꯁꯤ ꯍꯦꯟꯅ ꯗꯤꯁꯦꯟꯇ꯭ꯔꯦꯂꯥꯏꯖ ꯑꯣꯏꯔꯛꯂꯤ, ꯃꯁꯤꯅ ꯁꯦꯟꯇ꯭ꯔꯦꯜ ꯂꯤꯗꯔꯁꯤꯞꯅ ꯃꯁꯤꯒꯤ ꯔꯤꯖꯅꯦꯜ ꯑꯦꯐꯤꯂꯤꯌꯦꯠꯁꯤꯡ ꯀꯟꯇ꯭ꯔꯣꯜ ꯇꯧꯕ ꯅꯠꯇ꯭ꯔꯒ ꯃꯈꯣꯏꯒꯤ ꯊꯕꯛ ꯊꯧꯔꯝꯁꯤꯡꯗ ꯂꯝꯖꯤꯡꯕꯗ ꯑꯋꯥꯕ ꯑꯣꯏꯍꯜꯂꯦ꯫ ꯃꯁꯤꯅ ꯀꯥꯡꯂꯨꯞ ꯑꯁꯤꯒꯤ ꯃꯅꯨꯡꯗ ꯃꯅꯨꯡꯒꯤ ꯑꯣꯏꯕ ꯋꯥꯈꯜꯂꯣꯟꯁꯤꯡ ꯊꯣꯛꯍꯜꯂꯦ, ꯃꯁꯤꯅ ꯃꯁꯤꯒꯤ ꯄꯨꯟꯅ ꯆꯠꯃꯤꯟꯅꯕ ꯑꯃꯁꯨꯡ ꯏꯐꯦꯛꯇꯤꯕꯅꯦꯁ ꯑꯁꯤ ꯃꯈꯥ ꯇꯥꯅ ꯁꯣꯛꯍꯜꯂꯦ꯫